ꯀꯦꯠꯀꯤ ꯃꯈꯨꯠ ꯑꯗꯨ ꯏꯅꯥ ꯊꯜꯂꯝꯃꯤ꯫ ꯀꯦꯠ ꯑꯗꯨ ꯍꯧꯖꯤꯛ ꯃꯄꯨꯡ ꯐꯥꯅꯥ ꯑꯋꯥꯕꯥ ꯃꯥꯌꯣꯛꯅꯔꯦ ꯑꯃꯁꯨꯡ ꯃꯍꯥꯛꯅꯥ ꯃꯅꯥꯛ ꯅꯛꯄꯗꯥ ꯂꯩꯕꯥ ꯃꯁꯥꯒꯤ ꯅꯦꯠ ꯑꯗꯨꯅꯥ ꯃꯍꯥꯛꯀꯤ ꯐꯤꯚꯝ ꯑꯗꯨ ꯁꯦꯡꯗꯣꯛꯅꯕꯥ ꯍꯣꯠꯅꯕꯗꯥ ꯃꯐꯝꯗꯨꯗꯥ ꯅꯤꯗꯜꯅꯥ ꯀꯦꯠ ꯑꯗꯨꯗꯥ ꯃꯁꯥꯒꯤ ꯊꯣꯏꯗꯣꯛꯄꯥ ꯃꯈꯨꯠ ꯑꯗꯨꯅꯥ ꯑꯦꯇꯦꯛ ꯇꯧꯈꯤ ꯑꯃꯁꯨꯡ ꯀꯦꯠ ꯑꯗꯨꯅꯥ ꯃꯗꯨ ꯍꯦꯟꯅꯥ ꯊꯦꯡꯅꯕꯥ ꯉꯝꯈꯤꯗꯦ꯫ ꯃꯍꯥꯛꯀꯤ ꯍꯛꯆꯥꯡ ꯑꯗꯨ ꯌꯥꯝꯅꯥ ꯋꯥꯅꯥ ꯊꯣꯛꯈꯤ ꯑꯃꯁꯨꯡ ꯃꯍꯥꯛꯀꯤ ꯄꯨꯟꯁꯤ ꯃꯥꯡꯈꯤꯕꯒꯤ ꯑꯀꯤꯕꯥ ꯂꯩꯕꯅꯥ ꯃꯐꯝ ꯑꯗꯨꯗꯒꯤ ꯂꯥꯞꯊꯣꯛꯅꯕꯥ ꯍꯣꯠꯅꯈꯤ꯫ ꯃꯍꯥꯛꯅꯥ ꯊꯣꯡꯅꯥꯎꯗꯨ ꯂꯥꯟꯊꯣꯛꯅꯕꯥ ꯍꯣꯠꯅꯕꯗꯥ ꯍꯥꯟꯅꯗꯒꯤ ꯊꯣꯡꯅꯥꯎꯒꯤ ꯐ꯭ꯔꯦꯝ ꯃꯅꯨꯡꯗꯥ ꯂꯣꯠꯇꯨꯅꯥ ꯂꯩꯔꯤꯕꯥ ꯒꯣꯔꯗ ꯑꯗꯨꯅꯥ ꯀꯦꯠ ꯑꯗꯨꯒꯤ ꯃꯊꯛꯇꯥ ꯆꯦꯟꯊꯈꯤ ꯑꯃꯁꯨꯡ ꯑꯦꯛ ꯑꯗꯨꯅꯥ ꯀꯦꯠ ꯑꯗꯨꯒꯤ ꯃꯀꯣꯛ ꯑꯗꯨ ꯁꯣꯛꯍꯟꯈꯤ꯫ ꯀꯦꯠ ꯑꯗꯨꯅꯥ ꯑꯃꯨꯛ ꯂꯥꯟꯊꯣꯛꯅꯕꯥ ꯍꯣꯠꯅꯈꯤ ꯑꯗꯨꯕꯨ ꯃꯍꯥꯛꯀꯤ ꯂꯝꯕꯤꯗꯥ ꯎꯒꯤ ꯆꯦꯡ ꯍꯨꯝꯗꯨꯅꯥ ꯂꯩꯕꯥ ꯃꯤꯑꯣꯏ ꯑꯃꯒꯥ ꯊꯦꯡꯅꯈꯤ ꯑꯃꯁꯨꯡ ꯃꯍꯥꯛ ꯈꯨꯗꯛꯇꯥ ꯐ꯭ꯂꯣꯔꯗꯥ ꯇꯪꯈꯥꯏ ꯑꯃꯥ ꯊꯝꯗꯨꯅꯥ ꯂꯩꯈꯤ꯫ ꯃꯍꯥꯛꯀꯤ ꯆꯥꯟꯁ ꯑꯗꯨ ꯉꯥꯏꯗꯨꯅꯥ ꯂꯩꯔꯤꯕꯥ ꯃꯦꯖꯤꯛ ꯀꯥꯡꯕꯨ ꯑꯗꯨꯅꯥ ꯃꯅꯥꯛ ꯅꯛꯄꯗꯒꯤ ꯂꯥꯛꯇꯨꯅꯥ ꯀꯦꯠ ꯑꯗꯨꯒꯤ ꯃꯊꯛꯇꯥ ꯂꯥꯟꯊꯣꯔꯛꯏ ꯑꯃꯁꯨꯡ ꯃꯍꯥꯛꯀꯤ ꯃꯀꯣꯛ ꯑꯗꯨ ꯁꯣꯛꯈꯤ ꯑꯃꯁꯨꯡ ꯀꯦꯠ ꯑꯗꯨ ꯁꯤꯔꯒꯥ ꯂꯩꯈꯤ꯫ ꯀꯦꯠ ꯑꯗꯨ ꯁꯤꯈꯤꯕꯒꯥ ꯂꯣꯏꯅꯅꯥ ꯀꯣꯛ ꯑꯃꯁꯨꯡ ꯃꯍꯥꯛꯀꯤ ꯅꯤꯄꯥꯅꯥ ꯃꯈꯣꯏꯒꯤ ꯃꯔꯨꯞꯁꯤꯡꯒꯥ ꯂꯣꯏꯅꯅꯥ ꯅꯨꯡꯉꯥꯏꯅꯥ ꯍꯤꯡꯈꯤ꯫ ꯇꯤꯌꯥꯃꯠ ꯑꯁꯤ ꯄ꯭ꯔꯥꯏꯃꯣꯔꯗꯤꯌꯦꯜ ꯆꯔꯥꯡꯅꯕ ꯑꯃꯁꯨꯡ ꯕꯦꯕꯤꯂꯣꯟꯒꯤ ꯑꯀꯟ ꯑꯊꯧꯒꯤ ꯋꯥꯔꯤ ꯑꯦꯅꯨꯃꯥ ꯑꯦꯂꯤꯁꯇꯒꯤ ꯈ꯭ꯋꯥꯏꯗꯒꯤ ꯃꯃꯤꯡ ꯆꯠꯄ ꯊꯨꯝꯒꯤ ꯁꯃꯨꯗ꯭ꯔꯒ ꯃꯔꯤ ꯂꯩꯅꯕ ꯃꯦꯁꯣꯄꯣꯇꯦꯃꯤꯌꯥꯒꯤ ꯂꯥꯏꯔꯦꯝꯕꯤꯅꯤ꯫ ꯊꯥꯏꯅꯒꯤ ꯋꯥꯔꯤ ꯑꯁꯤꯒꯤ ꯃꯈꯜ ꯈꯨꯗꯤꯡꯃꯛꯇ ꯑꯁꯦꯡꯕ ꯑꯗꯨꯒꯤ ꯃꯇꯨꯡ ꯏꯟꯅ ꯇꯤꯌꯥꯃꯠꯅ ꯃꯇꯝ ꯄꯨꯝꯅꯃꯛꯇ ꯆꯔꯥꯡꯅꯕ ꯂꯥꯟꯃꯤꯁꯤꯡꯒꯤ ꯃꯁꯛ ꯇꯥꯛꯂꯤ ꯃꯁꯤꯅ ꯂꯥꯏꯁꯤꯡꯅ ꯂꯤꯡꯈꯠꯈꯤꯕ ꯃꯊꯪ ꯃꯅꯥꯎ ꯑꯗꯨꯗ ꯆꯩꯊꯦꯡ ꯄꯤꯔꯤ ꯑꯃꯁꯨꯡ ꯃꯥꯔꯗꯨꯛ ꯅꯠꯇ꯭ꯔꯒ ꯑꯁꯤꯔꯤꯌꯥꯒꯤ ꯃꯈꯜꯁꯤꯡꯗ ꯑꯁꯨꯔ ꯑꯁꯤꯅ ꯃꯁꯤꯕꯨ ꯉꯥꯛꯇꯨꯅ ꯊꯝꯂꯤꯕ ꯍꯤꯔꯣꯅꯤ꯫ ꯃꯍꯥꯛꯄꯨ ꯃꯇꯨꯡ ꯇꯥꯔꯛꯄ ꯃꯇꯝꯁꯤꯡꯗ ꯑꯦꯅꯨꯃꯥ ꯑꯦꯂꯤꯁꯇ ꯃꯍꯥꯛꯀꯤ ꯃꯇꯥꯡꯗ ꯃꯌꯦꯛ ꯁꯦꯡꯅ ꯁꯟꯗꯣꯛꯅ ꯇꯥꯛꯄꯗ ꯌꯨꯝꯐꯝ ꯑꯣꯏꯔꯒ ꯅꯨꯄꯤ ꯁꯥꯄꯟ ꯅꯠꯇ꯭ꯔꯒ ꯗ꯭ꯔꯦꯒꯟ ꯑꯃ ꯑꯣꯏꯅ ꯎꯠꯂꯤ ꯑꯗꯨꯕꯨ ꯑꯔꯤꯕ ꯃꯦꯁꯣꯄꯣꯇꯦꯃꯤꯌꯥꯗꯒꯤ ꯃꯤꯇꯝ ꯑꯃꯠꯇ ꯂꯩꯇꯦ꯫ ꯁ꯭ꯀꯣꯂꯔ ꯖꯦꯔꯦꯃꯤ ꯕ꯭ꯂꯦꯛꯀꯤ ꯃꯇꯨꯡ ꯏꯟꯅ ꯃꯍꯥꯛꯀꯤ ꯃꯃꯤꯡ ꯑꯁꯤ ꯁꯃꯨꯗ꯭ꯔ ꯍꯥꯏꯅ ꯋꯥꯍꯟꯊꯣꯛ ꯄꯤꯕ ꯇꯤꯌꯥꯝꯇꯝ ꯍꯥꯏꯕ ꯋꯥꯍꯩ ꯑꯁꯤꯗꯒꯤ ꯂꯥꯛꯄꯅꯤ꯫ ꯃꯍꯥꯛꯀꯤ ꯃꯃꯤꯡ ꯑꯁꯤ ꯌꯥꯝꯅ ꯃꯃꯥꯡꯒꯤ ꯑꯛꯀꯥꯗꯤꯌꯟꯒꯤ ꯑꯍꯛꯄ ꯑꯃꯗ ꯄꯟꯈ꯭ꯔꯕꯁꯨ, ꯕꯦꯕꯤꯂꯣꯟꯒꯤ ꯅꯤꯡꯊꯧ ꯍꯝꯃꯨꯔꯥꯕꯤ ꯈ꯭ꯔꯤꯁ꯭ꯇꯒꯤ ꯃꯃꯥꯡ ꯆꯍꯤꯒꯤ ꯃꯇꯝꯗ ꯏꯈꯤꯕ ꯑꯃꯁꯨꯡ ꯃꯍꯧꯁꯥꯅ ꯈ꯭ꯔꯤꯁ꯭ꯇꯒꯤ ꯃꯃꯥꯡ ꯆꯍꯤ ꯂꯤꯁꯤꯡ ꯑꯃ ꯆꯥꯇ꯭ꯔꯦꯠ ꯌꯥꯡꯈꯩꯒꯤ ꯃꯇꯝꯗ ꯏꯈꯤꯕ ꯑꯦꯅꯨꯃꯥ ꯑꯦꯂꯤꯁ ꯐꯥꯎꯕ ꯃꯍꯥꯛ ꯍꯧꯖꯤꯛ ꯂꯩꯔꯤꯕ ꯃꯦꯁꯣꯄꯣꯇꯦꯃꯤꯌꯥꯒꯤ ꯊꯥꯏꯅꯒꯤ ꯑꯣꯏꯕ ꯁꯥꯍꯤꯇ꯭ꯌꯗ ꯌꯥꯎꯈꯤꯗꯦ ꯑꯗꯨꯕꯨ ꯃꯃꯥꯡꯗ ꯏꯔꯝꯕ ꯆꯤꯡꯅꯕ ꯂꯩꯇꯦ꯫ ꯇꯤꯌꯥꯃꯠ ꯑꯁꯤ ꯁꯨꯃꯦꯔꯤꯌꯥꯒꯤ ꯃꯃꯥ ꯂꯥꯏꯔꯦꯝꯕꯤ ꯅꯥꯝꯃꯨꯒꯤ ꯕꯦꯕꯤꯂꯣꯟꯒꯤ ꯃꯑꯣꯡ ꯑꯃꯅꯤ ꯑꯗꯨꯕꯨ ꯂꯥꯏ ꯑꯅꯤꯒꯤ ꯃꯔꯛꯇ ꯃꯔꯨꯑꯣꯏꯕ ꯈꯦꯠꯅꯕ ꯂꯩ ꯃꯔꯨꯑꯣꯏꯅ ꯅꯝꯃꯨ ꯑꯁꯤ ꯂꯦꯞꯄ ꯂꯩꯇꯅ ꯌꯣꯛꯈꯠꯄ ꯌꯦꯡꯁꯤꯟꯕꯤꯕ ꯃꯤꯁꯛ ꯑꯃꯅꯤ ꯑꯗꯨꯒ ꯇꯤꯌꯥꯃꯠꯅ ꯂꯃꯟ ꯈꯨꯝꯅꯕ ꯅꯣꯡꯂꯩ ꯅꯨꯡꯁꯤꯠ ꯇꯧꯕ ꯑꯣꯏ꯫ ꯑꯦꯅꯨꯃꯥ ꯑꯦꯂꯤꯁꯇ ꯃꯍꯥꯛꯄꯨ ꯍꯤꯔꯣ ꯂꯥꯏ ꯃꯥꯔꯗꯨꯛꯅ ꯃꯥꯏꯊꯤꯕ ꯄꯤꯈꯤ ꯑꯃꯁꯨꯡ ꯄꯣꯜ ꯀ꯭ꯔꯤꯋꯥꯛꯖꯦꯛꯒꯨꯝꯕ ꯑꯈꯪ ꯑꯍꯩ ꯈꯔꯅ ꯁꯩꯔꯦꯡ ꯑꯁꯤꯕꯨ ꯃꯦꯁꯣꯄꯣꯇꯦꯃꯤꯌꯥꯒꯤ ꯈꯨꯟꯅꯥꯏꯗ ꯅꯨꯄꯥ ꯂꯨꯆꯤꯡꯕ ꯂꯨꯒꯥꯜ ꯕꯤꯒ ꯃꯦꯟ ꯍꯥꯏꯅ ꯈꯪꯅꯕ ꯑꯁꯤ ꯆꯥꯎꯈꯠꯂꯛꯄꯒꯤ ꯀꯣꯗꯤꯂꯥꯏꯠ ꯄꯨꯋꯥꯔꯤ ꯑꯃ ꯑꯣꯏꯅ ꯂꯧꯈꯤ꯫